ꯑꯉꯥꯡ ꯎꯅꯕ ( ꯑꯉꯥꯡ ꯄꯣꯛꯄ) ꯄꯟꯊꯧ ꯏꯄꯥꯗ ꯊꯥ ꯑꯅꯤ, ꯄꯂꯦꯝ ꯏꯃꯥꯗ ꯊꯥ ꯇꯔꯥ ꯅꯥꯎꯄꯨꯔꯒ ꯂꯩꯔꯝꯂꯒ ꯏꯃꯥꯒꯤ ꯅꯥꯎꯄꯨꯐꯝꯗ ꯂꯩꯕ ꯌꯥꯗꯗꯨꯅ ꯃꯄꯨꯡ ꯃꯥꯅ ꯊꯤꯟꯗꯣꯛꯄꯤꯔꯛꯇꯨꯅ ꯇꯥꯏꯕꯪ ꯂꯝꯖꯥꯎ ꯐꯥꯎꯔꯦ (ꯄꯣꯛꯂꯦ), ꯍꯦꯛ ꯄꯣꯛꯄꯒ ꯅꯣꯋꯥ ꯑꯗꯨ ꯏꯔꯨ ꯏꯁꯦꯡꯊꯣꯛꯄꯤꯒꯅꯤ ꯑꯗꯨꯒ ꯅꯥꯍꯩ ꯂꯥꯏꯂꯣꯟꯅ ꯑꯉꯥꯡ ꯑꯗꯨ ꯁꯦꯗꯣꯛꯀꯅꯤ꯫ ꯄꯣꯛꯂꯤꯕ ꯅꯧꯋꯥ ꯑꯗꯨꯅ ꯅꯨꯄꯥ ꯑꯣꯏꯔꯕꯗꯤ ꯈꯣꯏꯔꯤ ꯅꯧꯐꯝ ꯑꯗꯨ ꯌꯨꯝꯒꯤ ꯈꯥ ꯊꯪꯕꯗ ꯐꯝꯃꯦꯟ ꯂꯣꯝꯗ ꯐꯨꯝꯒꯅꯤ꯫ ꯅꯨꯄꯤ ꯑꯣꯏꯔꯒꯅ ꯌꯨꯝꯒꯤ ꯑꯋꯥꯡ ꯊꯪꯕꯗ ꯃꯥꯡꯁꯣꯛ ꯂꯣꯝꯗ ꯐꯨꯝꯒꯅꯤ꯫ ꯃꯃꯥꯒꯤ ꯍꯨꯝꯅꯤ ꯈꯣꯝꯗꯤꯟ ꯂꯥꯛꯇ꯭ꯔꯤꯕ ꯐꯥꯎꯕ ꯑꯇꯣꯞꯄ ꯃꯤꯒꯤ ꯈꯣꯝꯂꯥꯡ ꯄꯤꯊꯛꯐꯔꯣꯏ꯫ ꯄꯣꯛꯂꯛꯏꯕ ꯑꯉꯥꯡ ꯈꯨꯗꯤꯡꯃꯛ ꯃꯃꯥꯒꯤ ꯈꯣꯝꯂꯥꯡꯇꯃꯛ ꯄꯤꯊꯛꯀꯗꯕꯅꯤ꯫ ꯃꯃꯥ, ꯃꯆꯥ ꯑꯅꯤꯃꯛ ꯏꯄꯥꯟ ꯌꯧꯗ꯭ꯔꯤ ꯐꯥꯎꯕ ꯄꯟꯊꯧ ꯏꯄꯥꯒꯤ ꯃꯁꯛ ꯑꯣꯏꯕ ꯀꯣꯔꯧ ꯅꯨꯃꯤꯠꯀꯤ ꯃꯁꯛ ꯎꯍꯟꯐꯗꯦ꯫ ꯃꯃꯥ ꯑꯉꯥꯡꯒꯤ ꯐꯤ ꯁꯨꯕꯗ ꯏꯁꯤꯡꯗ ꯂꯥꯛꯁꯤꯟꯗꯨꯅ ꯁꯨꯐꯗꯦ꯫ ꯁꯨꯒꯗꯧꯔꯤꯕ ꯐꯤ ꯑꯗꯨ ꯈꯨꯗꯦꯡꯗ ꯍꯥꯟꯅ ꯍꯥꯞꯂꯒ ꯐꯤꯒꯤ ꯃꯊꯛꯇ ꯏꯁꯤꯡ ꯇꯩꯔꯒ ꯁꯨꯒꯅꯤ꯫ ꯍꯥꯏꯔꯤꯕ ꯊꯧꯔꯝ ꯑꯁꯤ ꯄꯣꯛꯄ ꯅꯨꯃꯤꯠꯇꯒꯤ ꯍꯧꯅ ꯏꯄꯥꯟ ꯇꯔꯨꯛꯅꯤ ꯐꯥꯎꯕ ꯄꯥꯡꯊꯣꯛꯅꯤ꯫ ꯃꯁꯤꯅ ꯑꯉꯥꯡ ꯏꯁꯤꯡꯗ ꯇꯥꯕꯅꯆꯤꯡꯕ ꯊꯣꯛꯀꯟꯗꯦ꯫ ꯏꯄꯥꯟ ( ꯇꯔꯨꯛꯅꯤ) ꯊꯧꯔꯝ ꯑꯌꯨꯛ ꯑꯉꯟꯕꯗ ꯃꯃꯥ ꯑꯃꯁꯨꯡ ꯃꯆꯥ ꯑꯅꯤꯃꯛ ꯏꯔꯨ ꯏꯁꯦꯡꯊꯣꯛꯀꯅꯤ ꯂꯣꯏꯅꯅ ꯅꯥꯍꯩ ꯂꯥꯏꯂꯣꯟ ꯁꯣꯟꯗꯨꯅ ꯌꯨꯝ ꯁꯦꯡꯗꯣꯛꯀꯅꯤ꯫ ꯑꯌꯨꯛꯇ ꯏꯄꯥꯟ ꯊꯥꯕꯒꯤ ꯊꯧꯔꯝ ꯑꯃꯁꯨꯡ ꯄꯤꯇꯥꯏ ꯈꯣꯝꯇꯥꯏꯕꯤ ꯏꯃꯥꯒꯤ ꯊꯧꯔꯝ ꯇꯧꯒꯅꯤ ꯄꯣꯛꯂꯤꯕ ꯑꯉꯥꯡ ꯑꯗꯨꯒꯤ ꯃꯄꯥꯅ ꯅꯠꯇ꯭ꯔꯒ ꯃꯄꯥ ꯃꯔꯤꯒꯤ (ꯃꯔꯤ ꯃꯇꯥꯒꯤ) ꯅꯨꯄꯥ ꯑꯃꯅ ꯑꯉꯥꯡ ꯑꯗꯨꯗ ꯃꯤꯡꯈꯩ ꯍꯥ, ꯍꯨꯡ, ꯍꯩ, ꯍꯦ, ꯍꯤꯡ ꯍꯥꯏꯅ ꯄꯥꯕꯤꯒꯅꯤ ꯑꯃꯁꯨꯡ ꯅꯧꯋꯥ ꯑꯉꯥꯡ ꯑꯗꯨꯅ ꯄꯨꯟꯁꯤ ꯂꯣꯝꯗ꯭ꯔꯤꯕ ꯐꯥꯎꯕꯗ ꯀꯧꯒꯗꯕ ꯃꯤꯡꯊꯣꯜ ꯑꯗꯨ ꯊꯣꯟꯕꯤꯒꯅꯤ꯫ ꯇꯦꯟ ꯀꯥꯞꯄ ꯆꯤꯡꯈꯩꯗꯒꯤ ꯍꯧꯅ ꯇꯦꯟꯆꯩ ꯑꯃꯃꯝ ꯀꯥꯞꯇꯨꯅ ꯃꯩꯔꯝ ꯐꯥꯎꯕꯗ ꯇꯦꯟꯆꯩ ꯃꯔꯤ ꯀꯥꯞꯀꯅꯤ꯫ ꯇꯦꯟꯆꯩ ꯑꯃꯅ ꯅꯣꯡꯊꯛ ꯑꯃꯁꯨꯡ ꯂꯩꯈꯥꯔꯣꯝꯗ ꯎꯠꯂꯝꯂꯒ ꯏꯃꯨꯡꯗ ꯄꯨꯁꯤꯟꯒꯅꯤ꯫ ꯇꯦꯟ ꯀꯥꯞꯀꯗꯕ ꯃꯤꯗꯤ ꯄꯣꯛꯂꯛꯀꯗꯕ ꯑꯉꯥꯡꯒꯤ ꯃꯃꯥꯒ ꯄꯣꯛꯃꯤꯟꯅꯕ ꯃꯕꯨꯡ ꯅꯠꯇ꯭ꯔꯒ ꯃꯧꯄ꯭ꯋꯥꯅ ꯀꯣꯛꯌꯦꯠ ꯌꯦꯠꯂꯒ ꯀꯥꯞꯀꯗꯕꯅꯤ꯫ ꯑꯉꯥꯡ ꯑꯗꯨꯗ ꯁꯦꯟ ꯄꯤꯕꯅꯆꯤꯡꯕ ꯇꯧꯐꯗꯦ, ꯐꯝꯕꯥꯟꯗ ꯊꯧꯅꯤꯕꯤꯒꯅꯤ꯫ ꯃꯊꯪꯒꯤ ꯅꯨꯃꯤꯠꯇ ꯐꯝꯕꯥꯟ ꯀꯥꯏꯒꯅꯤ꯫ ꯆꯥꯎꯝꯕ (ꯇꯥꯏꯕꯪ ꯆꯤꯟꯖꯥꯛ ꯆꯥꯕ), ꯅꯨꯄꯤꯅ ꯄꯣꯛꯄꯗꯒꯤ ꯊꯥ ꯃꯉꯥ ꯁꯨꯕꯗ ꯑꯗꯨꯒ ꯅꯨꯄꯥꯒꯤꯅ ꯊꯥ ꯇꯔꯨꯛ ꯁꯨꯕꯗ ꯇꯥꯏꯕꯪ ꯆꯤꯟꯖꯥꯛ ꯆꯥꯕ ꯍꯧꯕ ꯑꯣꯏꯅ ꯆꯥꯎꯝꯃꯤ꯫ ꯂꯥꯏꯅꯤꯡꯊꯧ ꯁꯅꯥꯃꯍꯤ ꯃꯀꯥꯏꯐꯝꯗ ꯑꯊꯦꯟꯄꯣꯠ ꯑꯃ ꯉꯥꯃꯨ ꯌꯥꯎꯅ ꯊꯦꯜꯂꯒ ꯊꯧꯅꯤꯖꯒꯅꯤ꯫ ꯃꯗꯨꯅ ꯊꯣꯡ ꯊꯣꯡ ꯊꯥꯛꯂꯒ ꯆꯥꯎꯝꯕꯒꯤ ꯊꯧ ꯄꯥꯡꯊꯣꯛꯀꯅꯤ꯫ ꯑꯊꯣꯡꯕ ꯆꯥꯛ ꯌꯦꯟꯁꯥꯡ ꯑꯗꯨ ꯃꯥꯒꯤ ꯃꯥꯒꯤ ꯌꯦꯛ ꯁꯥꯂꯥꯏꯒꯤ ꯄꯨ ꯑꯍꯨꯝꯗ ꯂꯨ ꯑꯍꯨꯝ ꯊꯣꯛꯅ ꯀꯠꯀꯅꯤ꯫ (ꯄꯨ ꯑꯍꯨꯝ ꯍꯥꯏꯔꯕꯗꯤ ꯏꯄꯨꯊꯧ ꯄꯥꯈꯪꯕ, ꯁꯂꯥꯏ, ꯁꯂꯥꯏꯅꯥ ꯄꯣꯛꯄꯥ ꯂꯨꯛꯃꯟ ꯈꯔꯥ) ꯂꯨꯛ ꯑꯍꯨꯝ ꯑꯗꯨꯗꯒꯤ ꯂꯧꯔꯒ ꯑꯃꯁꯨꯡ ꯃꯃꯥꯅ ꯏꯟꯕꯤꯒꯅꯤ꯫ ꯆꯥꯛ ꯏꯟꯕꯗ ꯃꯝ ꯃꯝ, ꯏꯁꯤꯡ ꯏꯟꯕꯗ ꯀꯨꯛ ꯀꯨꯛ ꯍꯥꯏꯒꯅꯤ꯫ ꯅꯥꯍꯨꯠ ꯅꯥꯔꯦꯡꯒꯤ ꯊꯧꯔꯝ ꯍꯥꯏꯕꯁꯤ ꯃꯤꯇꯩ ꯏꯅꯥꯠꯀꯤ ꯑꯣꯏꯅ ꯇꯉꯥꯏ ꯐꯗꯕ ꯇꯧꯗꯕ ꯌꯥꯗꯕ ꯊꯧꯔꯝ ꯑꯃ ꯑꯣꯏꯅ ꯂꯩꯔꯝꯗꯕꯅ ꯃꯔꯝ ꯑꯣꯏꯗꯨꯅ ꯍꯨꯠꯄ ꯄꯥꯝꯕꯤꯕ ꯃꯤꯑꯣꯏꯅ ꯅꯨꯃꯤꯠ ꯊꯥ ꯑꯆꯪꯕ ꯌꯥꯏꯐꯕ ꯅꯨꯃꯤꯠ ꯑꯃꯗ ꯄꯥꯥꯡꯊꯣꯛꯄꯤꯕ ꯌꯥꯏ꯫ ꯌꯥꯔꯕꯗꯤ ꯄꯣꯛꯄ ꯅꯨꯃꯤꯠꯇꯒꯤ ꯅꯨꯃꯤꯠ ꯇꯔꯨꯛꯅꯤꯒꯤ ꯃꯅꯨꯡꯗ ꯄꯥꯡꯊꯣꯛꯄꯤꯕꯁꯨ ꯑꯀꯥꯏꯕ ꯂꯩꯇꯦ ꯊꯧꯔꯝ ꯑꯁꯤꯕꯨ ꯏꯅꯥꯠꯀ ꯃꯔꯤ ꯂꯩꯅꯕ ꯑꯆꯧꯕ ꯊꯧꯔꯝ ꯑꯃ ꯑꯣꯏꯅ ꯄꯥꯡꯊꯣꯛꯂꯨꯕꯗꯤ ꯃꯊꯧ ꯇꯥꯗꯦ